ꯏꯟꯐꯣꯔꯃꯦꯁꯟ ꯇꯦꯛꯅꯣꯂꯣꯖꯤ ꯗꯥ ꯃꯍꯥꯛꯅꯥ ꯔꯕꯥꯔꯠ ꯁꯣꯂꯣꯒꯤ ꯁꯦꯃꯤꯅꯥꯜ ꯒ꯭ꯔꯣꯊ ꯊꯤꯑꯣꯔꯤ ꯀꯣꯔꯁꯇꯥ ꯇꯝꯈꯤ ꯑꯃꯁꯨꯡ ꯁꯣꯂꯣꯒꯤ ꯔꯤꯁꯔꯆ ꯑꯦꯁꯤꯁ꯭ꯇꯦꯟꯇ ꯑꯣꯏꯅꯥ ꯊꯕꯛ ꯇꯧꯈꯤ꯫ ꯃꯁꯥꯆꯨꯁꯦꯠꯁ ꯏꯟꯁꯇꯤꯇ꯭ꯌꯨꯠ ꯑꯣꯐ ꯇꯦꯛꯅꯣꯂꯣꯖꯤꯗꯒꯤ ꯍꯜꯂꯛꯂꯕ ꯃꯇꯨꯡꯗ ꯃꯍꯥꯛꯅꯥ ꯗꯤꯕꯦꯂꯞꯃꯦꯟꯠ ꯏꯀꯣꯅꯣꯃꯤꯛꯁꯀꯤ ꯃꯇꯥꯡꯗꯥ ꯗꯣꯛꯇꯔ ꯑꯣꯐ ꯐꯤꯂꯣꯖꯣꯐꯤꯒꯤ ꯊꯤꯁꯤꯁ ꯑꯃꯥ ꯏꯅꯕ ꯈꯟꯅꯈꯤ꯫ ꯃꯍꯥꯛ ꯁꯦꯟꯇ ꯖꯣꯟꯁ ꯀꯣꯂꯦꯖ ꯀꯦꯝꯕ꯭ꯔꯤꯖꯗꯥ ꯐꯦꯂꯣ ꯑꯣꯏꯈꯤ꯫ ꯃꯐꯝ ꯑꯗꯨꯗꯥ ꯃꯍꯥꯛꯅꯥ ꯖꯣꯁꯦꯐ ꯁ꯭ꯇꯤꯒ꯭ꯂꯤꯠꯖꯒꯥ ꯂꯣꯏꯅꯅꯥ ꯄꯕ꯭ꯂꯤꯛ ꯏꯀꯣꯅꯣꯃꯤꯛꯁ ꯇꯝꯕꯤꯈꯤ꯫ ꯍꯥꯏꯔꯤꯕ ꯂꯦꯛꯆꯔꯁꯤꯡ ꯑꯁꯤ ꯃꯇꯨꯡꯗꯥ ꯃꯃꯤꯡ ꯂꯩꯔꯕ ꯂꯥꯏꯔꯤꯛ ꯂꯦꯛꯆꯔ ꯑꯣꯏꯅ ꯄꯕ꯭ꯂꯤꯛ ꯏꯀꯣꯅꯣꯃꯤꯛꯁ ꯍꯥꯏꯅ ꯑꯣꯟꯊꯣꯛꯈꯤ꯫ ꯂꯤꯁꯤꯡ ꯑꯃ ꯆꯃꯥꯄꯟ ꯍꯨꯝꯗ꯭ꯔꯥ ꯃꯥꯊꯣꯏꯗꯥ ꯆꯍꯤ ꯀꯨꯟꯇꯔꯦꯠ ꯁꯨꯔꯛꯄꯗꯥ ꯃꯍꯥꯛ ꯑꯦꯁꯦꯛꯁ ꯌꯨꯅꯤꯚꯔꯁꯤꯇꯤꯗꯥ ꯏꯀꯣꯅꯣꯃꯤꯛꯁꯀꯤ ꯃꯄꯨꯡ ꯐꯥꯕꯥ ꯄ꯭ꯔꯣꯐꯦꯁꯔ ꯑꯣꯏꯈꯤ꯫ ꯂꯤꯁꯤꯡ ꯑꯃ ꯆꯃꯥꯄꯟ ꯍꯨꯝꯗ꯭ꯔꯥ ꯇꯔꯦꯠꯇꯥ ꯃꯍꯥꯛ ꯂꯟꯗꯟꯒꯤ ꯌꯨꯅꯤꯚꯔꯁꯤꯇꯤ ꯀꯣꯂꯦꯖꯗꯥ ꯄꯣꯂꯤꯇꯤꯀꯦꯜ ꯏꯀꯣꯅꯣꯃꯤꯒꯤ ꯄ꯭ꯔꯣꯐꯦꯁꯔ ꯑꯣꯏꯈꯤ꯫ ꯃꯁꯤ ꯀꯪꯂꯩꯄꯥꯛ ꯃꯅꯤꯄꯨꯔꯒꯤ ꯃꯤꯇꯩꯒꯤ ꯐꯨꯡꯒꯥꯋꯥꯔꯤ ꯑꯃꯅꯤ꯫ ꯋꯥꯔꯤ ꯃꯇꯝ ꯑꯃꯗꯥ ꯌꯨꯝ ꯑꯃꯒꯤ ꯃꯇꯨꯡꯗꯥ ꯂꯩꯕꯥ ꯌꯨꯝꯊꯣꯡ ꯑꯃꯗꯥ ꯃꯍꯥꯛꯀꯤ ꯂꯣꯏꯅꯕꯤ ꯑꯃꯁꯨꯡ ꯃꯈꯣꯏꯒꯤ ꯅꯨꯡꯉꯥꯏꯔꯕꯥ ꯀꯨꯞꯁꯤꯜꯂꯕꯥ ꯑꯉꯥꯡ ꯇꯔꯦꯠꯀꯥ ꯂꯣꯏꯅꯅꯥ ꯀꯣꯛ ꯑꯃꯥ ꯂꯩꯔꯝꯃꯤ꯫ ꯃꯐꯝ ꯑꯗꯨꯃꯛꯇꯗꯥ ꯑꯔꯤꯕꯥ ꯀꯦꯠ ꯑꯃ ꯃꯐꯝ ꯑꯗꯨꯗꯥ ꯂꯩꯔꯝꯃꯤ ꯑꯃꯁꯨꯡ ꯅꯨꯃꯤꯠ ꯈꯨꯗꯤꯡꯒꯤ ꯀꯦꯠ ꯑꯗꯨꯅꯥ ꯀꯣꯛꯀꯤ ꯁꯦꯜꯇꯔꯒꯤ ꯃꯅꯥꯛꯇꯥ ꯆꯠꯂꯝꯃꯤ꯫ ꯑꯗꯨꯗꯒꯤ ꯅꯨꯃꯤꯠ ꯑꯃꯗꯥ ꯀꯦꯠ ꯑꯗꯨꯅꯥ ꯍꯪꯈꯤ ꯑꯣ ꯀꯣꯛ ꯅꯪꯒꯤ ꯑꯉꯥꯡꯁꯤꯡ ꯑꯗꯨ ꯍꯧꯖꯤꯛ ꯐꯥꯎꯕꯥ ꯆꯥꯎꯔꯛꯂꯦ? ꯑꯗꯨꯗꯒꯤ ꯀꯣꯛ ꯑꯗꯨꯅꯥ ꯄꯥꯎꯈꯨꯝ ꯄꯤꯔꯛꯏ ꯍꯣꯏ ꯃꯥꯃꯥ ꯃꯈꯣꯏꯅꯥ ꯌꯥꯝꯗ꯭ꯔꯕꯗꯥ ꯃꯈꯣꯏꯒꯤ ꯆꯥꯅꯕꯥ ꯊꯤꯕꯥ ꯇꯝꯈ꯭ꯔꯦ"꯫ ꯈꯨꯗꯣꯡꯆꯥꯕꯥ ꯃꯇꯝ ꯑꯗꯨ ꯂꯧꯗꯨꯅꯥ ꯑꯍꯜ ꯑꯣꯏꯔꯕꯥ ꯀꯦꯇꯤꯌꯥꯅꯥ ꯍꯥꯏꯔꯛꯏ ꯃꯗꯨꯒꯤ ꯃꯇꯨꯡꯗꯥ ꯃꯈꯣꯏꯒꯤ ꯃꯍꯩ ꯃꯁꯤꯡꯒꯤ ꯃꯇꯝ ꯑꯣꯏꯔꯦ ꯍꯌꯦꯡꯗꯒꯤ ꯑꯩꯉꯣꯟꯗꯥ ꯊꯥꯕꯤꯌꯨ ꯑꯩꯅꯥ ꯃꯈꯣꯏꯕꯨ ꯇꯝꯕꯤꯒꯅꯤ꯫ ꯀꯨꯀꯨꯝ ꯑꯗꯨꯅꯥ ꯅꯨꯡꯉꯥꯏꯅꯥ ꯍꯥꯏꯔꯛꯏ ꯍꯣꯏ ꯃꯥꯃꯥ ꯑꯩꯅꯥ ꯇꯧꯒꯅꯤ꯫ ꯃꯊꯪꯒꯤ ꯅꯨꯃꯤꯠꯇꯒꯤ ꯀꯨꯀꯨꯝꯅꯥ ꯃꯍꯥꯛꯀꯤ ꯃꯆꯥꯁꯤꯡꯕꯨ ꯃꯈꯣꯏꯒꯤ ꯇꯤꯎꯁꯟꯒꯤꯗꯃꯛ ꯀꯦꯠ ꯑꯗꯨꯗꯥ ꯊꯥꯔꯛꯏ꯫ ꯇꯥꯟꯖꯥ ꯑꯗꯨ ꯂꯧꯁꯤꯟꯗꯨꯅꯥ ꯐꯠꯇꯕꯥ ꯑꯍꯜ ꯑꯣꯏꯔꯕꯥ ꯀꯦꯠ ꯑꯗꯨꯅꯥ ꯀꯨꯛ ꯑꯗꯨꯒꯤ ꯃꯆꯥ ꯄꯨꯝꯅꯃꯛ ꯈꯥꯏꯗꯣꯛꯈꯤ꯫ ꯍꯧꯖꯤꯛꯇꯤ ꯃꯍꯥꯛꯀꯤ ꯆꯥꯅꯕꯥ ꯑꯃꯠꯇꯥ ꯂꯩꯠꯔꯦ꯫ ꯑꯗꯨꯗꯒꯤ ꯃꯍꯥꯛꯅꯥ ꯃꯄꯥ ꯀꯣꯛ ꯑꯃꯁꯨꯡ ꯃꯃꯥ ꯉꯥ ꯈꯥꯏꯅꯕꯥ ꯊꯧꯔꯥꯡ ꯑꯃꯥ ꯈꯟꯈꯤ꯫ ꯀꯦꯠ ꯑꯗꯨꯅꯥ ꯃꯐꯝꯗꯨꯗꯥ ꯆꯠꯂꯒꯥ ꯀꯣꯛ ꯑꯗꯨꯒꯥ ꯎꯅꯕꯗꯥ ꯀꯦꯠ ꯑꯗꯨꯅꯥ ꯍꯪꯂꯛꯏ ꯑꯣ ꯀꯣꯛ ꯅꯪꯅꯥ ꯀꯔꯝꯅꯥ ꯂꯩꯔꯤꯕꯅꯣ? ꯑꯗꯨꯒꯥ ꯑꯩꯉꯣꯟꯗꯥ ꯍꯥꯏꯕꯤꯌꯨ ꯉꯁꯤ ꯅꯨꯃꯤꯗꯥꯡꯋꯥꯏꯔꯝ ꯀꯗꯥꯏꯗꯥ ꯂꯦꯞꯂꯤꯕꯅꯣ? ꯀꯣꯛ ꯑꯗꯨꯅꯥ ꯃꯌꯦꯛ ꯁꯦꯡꯅꯥ ꯀꯦꯡꯀꯤ ꯐꯠꯇꯕꯥ ꯋꯥꯈꯜꯂꯣꯟ ꯑꯗꯨ ꯎꯕꯥ ꯐꯪꯏ ꯑꯃꯁꯨꯡ ꯃꯍꯥꯛꯅꯥ ꯂꯧꯁꯤꯡ ꯂꯩꯅꯥ ꯄꯥꯎꯈꯨꯝ ꯄꯤꯔꯛꯈꯤ ꯑꯣ ꯃꯥꯃꯥ ꯑꯩꯈꯣꯏ ꯐꯩ ꯑꯃꯁꯨꯡ ꯑꯩꯈꯣꯏꯒꯤ ꯃꯔꯝꯗꯥ ꯋꯥꯈꯜ ꯋꯥꯕꯥ ꯑꯁꯤ ꯅꯪꯒꯤ ꯌꯥꯝꯅꯥ ꯃꯤꯅꯨꯡꯁꯤ ꯂꯩ ꯉꯁꯤ ꯅꯨꯃꯤꯗꯥꯡꯋꯥꯏꯔꯝ ꯑꯩꯈꯣꯏꯅꯥ ꯅꯨꯃꯤꯗꯥꯡꯋꯥꯏꯔꯝ ꯌꯨꯝꯊꯣꯡ ꯈꯨꯗꯤꯡꯗꯥ ꯂꯦꯞꯂꯒꯅꯤ꯫ ꯑꯣꯢꯅꯥꯝ ꯒꯧꯇꯝ ꯁꯤꯡꯍ ꯑꯣ. ꯒꯧꯇꯝ ꯍꯥꯢꯔꯒ ꯍꯦꯟꯅ ꯈꯪꯅꯕ ꯑꯁꯤ ꯏꯟꯗꯤꯌꯥꯒꯤ ꯃꯅꯤꯄꯨꯔꯤ ꯃꯃꯤ ꯀꯨꯝꯃꯩꯒꯤ ꯂꯝꯖꯤꯡ ꯂꯝꯇꯥꯛꯄ ꯑꯃꯗꯤ ꯁꯦꯝꯒꯠ ꯁꯥꯒꯠꯂꯣꯢ ꯑꯃꯅꯤ꯫ ꯃꯍꯥꯛꯅ ꯃꯅꯤꯄꯨꯔꯤ ꯃꯃꯤ ꯀꯨꯝꯃꯩ ꯒꯤ ꯂꯝꯗ ꯁꯦꯝꯒꯠ ꯁꯥꯒꯠꯂꯣꯢ ꯏꯗꯤꯇꯔ ꯑꯣꯢꯅ ꯃꯍꯥꯛꯀꯤ ꯐꯤꯔꯦꯞ ꯀꯦꯔꯤꯌꯔ ꯁꯦꯝꯂꯛꯈꯤ꯫ ꯑꯗꯨꯒ ꯃꯍꯥꯛꯅ ꯀꯣꯟꯅ ꯆꯍꯤ ꯇꯔꯥꯃꯨꯛ ꯂꯩꯔꯕ ꯃꯇꯨꯡꯗ ꯂꯝꯖꯤꯡ ꯂꯝꯇꯥꯛꯄ ꯒꯤ ꯂꯝꯗ ꯈꯣꯡꯗꯥꯔꯛꯈꯤ꯫ ꯃꯅꯤꯄꯨꯔꯒꯤ ꯃꯃꯤ ꯀꯨꯝꯃꯩꯒꯤ ꯈ꯭ꯋꯥꯢꯗꯒꯤ ꯃꯥꯢꯄꯥꯛꯂꯕ ꯃꯃꯤ ꯀꯨꯝꯃꯩ ꯁꯦꯝꯒꯠ ꯁꯥꯒꯠꯂꯣꯢꯁꯤꯡꯒꯤ ꯃꯅꯨꯡꯗ ꯑꯃ ꯑꯥꯢꯅ ꯃꯍꯥꯛꯅ ꯃꯅꯥ ꯃꯊꯨꯝ ꯀꯌꯥ ꯐꯪꯈꯤ꯫ ꯃꯁꯤꯗ ꯆꯍꯤꯗ ꯐꯤꯖꯤꯒꯤ ꯃꯅꯤ ꯃꯃꯤ ꯀꯨꯝꯃꯩꯒꯤꯗꯃꯛ ꯂꯩꯄꯥꯛꯀꯤ ꯃꯃꯤ ꯀꯨꯝꯃꯩ ꯃꯅꯥ ꯐꯪꯈꯤ꯫